ꯀꯝꯄꯌꯨꯇꯔ ꯑꯦꯜꯒꯣꯔꯤꯊꯝ ꯑꯃꯒꯤ ꯄꯥꯟꯗꯝ ꯑꯃꯁꯨꯡ ꯁꯤꯖꯤꯟꯅꯕꯒꯤ ꯃꯇꯥꯡꯗ ꯁꯟꯗꯣꯛꯅꯥ ꯇꯥꯛꯄꯤꯌꯨ꯫ ꯀꯝꯄꯌꯨꯇꯔ ꯑꯦꯜꯒꯣꯔꯤꯊꯝ ꯍꯥꯏꯕꯁꯤ ꯁ꯭ꯇꯦꯞ ꯕꯥꯏ ꯁ꯭ꯇꯦꯞ ꯄ꯭ꯔꯣꯁꯤꯗ꯭ꯌꯨꯑꯣꯔ ꯑꯃꯅꯤ, ꯃꯁꯤ ꯑꯀꯛꯅꯕꯥ ꯊꯕꯛ ꯑꯃꯥ ꯂꯣꯏꯁꯤꯟꯅꯕꯥ ꯗꯤꯖꯥꯏꯟ ꯇꯧꯕꯥ ꯑꯀꯛꯅꯕꯥ ꯏꯅꯁ꯭ꯇꯔꯛꯁꯟꯁꯤꯡꯒꯤ ꯁꯦꯠ ꯑꯃꯅꯤ꯫ ꯃꯁꯤ ꯐꯪꯁꯟ ꯑꯃꯥ ꯄꯥꯡꯊꯣꯛꯅꯕꯥ, ꯄ꯭ꯔꯣꯕ꯭ꯂꯦꯝ ꯑꯃꯥ ꯀꯣꯛꯍꯟꯅꯕꯥ ꯅꯠꯇꯔꯒꯥ ꯑꯄꯥꯝꯕꯥ ꯐꯜ ꯑꯃꯥ ꯐꯪꯅꯕꯥ ꯔꯦꯁꯤꯄꯤ ꯑꯃꯥ ꯑꯣꯏꯅꯥ ꯈꯟꯕ ꯌꯥꯏ꯫ ꯑꯦꯜꯒꯣꯔꯤꯊꯝ ꯑꯃꯒꯤ ꯄꯥꯟꯗꯝꯗꯤ ꯀꯝꯄꯌꯨꯇꯔ ꯑꯃꯅ ꯗꯦꯇꯥ ꯄ꯭ꯔꯣꯁꯦꯁ ꯇꯧꯅꯕ ꯑꯃꯁꯨꯡ ꯏꯐꯤꯁꯤꯑꯦꯟꯠ ꯑꯃꯁꯨꯡ ꯀꯟꯁꯤꯁ꯭ꯇꯦꯟꯠ ꯑꯣꯏꯕ ꯃꯑꯣꯡꯗ ꯔꯤꯖꯜꯠꯁꯤꯡ ꯄꯨꯊꯣꯛꯅꯕꯥ ꯁ꯭ꯇꯔꯛꯆꯔꯦꯜ ꯃꯦꯊꯗ ꯑꯃꯥ ꯄꯤꯕꯅꯤ꯫ ꯑꯦꯜꯒꯣꯔꯤꯊꯝꯁꯤꯡ ꯑꯁꯤ ꯃꯁꯤꯡꯒꯤ ꯂꯤꯁ꯭ꯠ ꯑꯃꯥ ꯁꯣꯔꯠ ꯇꯧꯕꯒꯨꯝꯕ ꯏꯆꯝ ꯆꯝꯕꯥ ꯊꯧꯑꯣꯡꯁꯤꯡꯗꯒꯤ ꯍꯧꯔꯒ ꯏꯃꯦꯖ ꯔꯤꯀꯣꯒꯅꯤꯁꯟ ꯅꯠꯇꯔꯒ ꯋꯦꯗꯔ ꯄ꯭ꯔꯤꯗꯤꯛꯁꯟꯒꯨꯝꯕꯥ ꯍꯦꯟꯅꯥ ꯀꯝꯄꯂꯦꯛꯁ ꯑꯣꯏꯕꯥ ꯊꯕꯛꯁꯤꯡ ꯐꯥꯎꯕꯥ ꯄꯥꯛ ꯆꯥꯎꯔꯕ ꯑꯦꯄꯂꯤꯀꯦꯁꯟ ꯀꯌꯥꯒꯤꯗꯃꯛ ꯁꯤꯖꯤꯟꯅꯕꯥ ꯌꯥꯏ꯫ ꯃꯈꯣꯏꯅ ꯀꯝꯄꯌꯨꯇꯔ ꯁꯥꯏꯟꯁ, ꯁꯣꯐꯋꯦꯌꯔ ꯗꯤꯕꯦꯂꯞꯃꯦꯟꯇ, ꯑꯃꯁꯨꯡ ꯗꯦꯇꯥ ꯑꯦꯅꯥꯂꯥꯏꯁꯤꯁꯇꯥ ꯃꯔꯨꯑꯣꯏꯕꯥ ꯊꯧꯗꯥꯡ ꯂꯧꯔꯤ꯫ ꯑꯦꯜꯒꯣꯔꯤꯊꯝꯁꯤꯡ ꯑꯁꯤ ꯑꯩꯈꯣꯏꯒꯤ ꯅꯨꯡꯇꯤꯒꯤ ꯄꯨꯟꯁꯤꯒꯤ ꯂꯝ ꯀꯌꯥꯗꯥ ꯁꯤꯖꯤꯟꯅꯩ, ꯃꯈꯣꯏꯁꯤꯡ ꯑꯗꯨꯗꯤ ꯁꯔꯆ ꯏꯟꯖꯤꯟ, ꯁꯣꯁꯤꯑꯦꯜ ꯃꯤꯗꯤꯌꯥ ꯄ꯭ꯂꯦꯠꯐꯣꯔꯝꯁꯤꯡ, ꯑꯣꯟꯂꯥꯏꯟ ꯁꯣꯄꯤꯡ, ꯑꯃꯁꯨꯡ ꯕꯦꯡꯀꯤꯡ ꯑꯁꯤꯅꯆꯤꯡꯕꯅꯤ꯫ ꯑꯦꯜꯒꯣꯔꯤꯊꯝꯁꯤꯡꯅꯥ ꯏꯐꯤꯁꯤꯑꯦꯟꯁꯤ ꯐꯒꯠꯍꯅꯕꯥ ꯉꯝꯒꯅꯤ, ꯄ꯭ꯔꯣꯁꯦꯁꯁꯤꯡ ꯑꯣꯇꯣꯃꯦꯠ ꯇꯧꯕꯥ ꯉꯝꯒꯅꯤ ꯑꯃꯁꯨꯡ ꯗꯦꯇꯥꯗ ꯌꯨꯝꯐꯝ ꯑꯣꯏꯔꯒꯥ ꯍꯦꯟꯅꯥ ꯐꯕꯥ ꯋꯥꯔꯦꯞ ꯂꯧꯕꯥ ꯉꯝꯍꯜꯂꯤ꯫ ꯀꯝꯄꯂꯦꯛꯁ ꯄ꯭ꯔꯣꯕ꯭ꯂꯦꯝꯁꯤꯡ ꯑꯗꯨ ꯑꯄꯤꯛꯄꯥ, ꯍꯦꯟꯅ ꯃꯦꯅꯦꯖ ꯇꯧꯕꯥ ꯌꯥꯕꯥ ꯁ꯭ꯇꯦꯞꯁꯤꯡꯗꯥ ꯈꯥꯏꯗꯣꯛꯇꯨꯅ, ꯑꯦꯜꯒꯣꯔꯤꯊꯝꯁꯤꯡꯅꯥ ꯀꯝꯄꯌꯨꯇꯔꯁꯤꯡꯗꯥ ꯏꯟꯐꯣꯔꯃꯦꯁꯟ ꯑꯗꯨ ꯍꯦꯟꯅꯥ ꯊꯨꯅꯥ ꯑꯃꯁꯨꯡ ꯑꯆꯨꯝꯕꯥ ꯃꯑꯣꯡꯗꯥ ꯄ꯭ꯔꯣꯁꯦꯁ ꯇꯧꯕꯗ ꯃꯇꯦꯡ ꯄꯥꯡꯏ꯫ ꯌꯥꯝꯅꯥ ꯀꯨꯞꯅꯥ ꯁꯦꯝꯗꯣꯛꯄꯥ ꯑꯦꯜꯒꯣꯔꯤꯊꯝ ꯑꯃꯥ ꯁꯤꯖꯤꯟꯅꯗꯨꯅꯥ, ꯆꯞ ꯃꯥꯟꯅꯕꯥ ꯊꯕꯛ ꯑꯗꯨ ꯂꯦꯞꯇꯅꯥ ꯀꯌꯥ ꯌꯥꯝꯅꯥ ꯍꯟꯖꯤꯟ ꯍꯟꯖꯤꯟ ꯇꯧꯕꯥ ꯌꯥꯏ, ꯃꯁꯤꯅꯥ ꯊꯥꯖꯕꯥ ꯌꯥꯕꯥ ꯑꯃꯁꯨꯡ ꯊꯥꯖꯕꯥ ꯌꯥꯕꯥ ꯐꯂꯁꯤꯡ ꯄꯤꯕꯥ ꯉꯝꯒꯅꯤ꯫ ꯆꯥꯗ ꯃꯉꯥꯒꯤ ꯀꯨꯄꯟ ꯔꯦꯠ ꯂꯩꯕꯥ ꯕꯣꯟꯗ ꯑꯃꯒꯤ ꯐꯦꯁ ꯚꯦꯜꯌꯨ ꯑꯁꯤ ꯀꯌꯥꯅꯣ? ꯐꯦꯁ ꯚꯦꯜꯌꯨ ꯄꯥꯔ ꯚꯦꯜꯌꯨ ꯅꯠꯇꯔꯒ ꯅꯣꯃꯤꯅꯦꯜ ꯚꯦꯜꯌꯨ ꯍꯥꯏꯅꯥꯁꯨ ꯈꯪꯅꯕꯥ ꯍꯥꯏꯕꯁꯤ ꯕꯣꯟꯗ ꯑꯃꯒꯤ ꯚꯦꯜꯌꯨ ꯑꯗꯨ ꯔꯤꯄꯔꯗꯛꯇ ꯇꯧꯕꯥ ꯐꯤꯛꯁ ꯇꯧꯔꯕꯥ ꯁꯦꯟꯐꯝ ꯑꯃꯅꯤ, ꯑꯃꯁꯨꯡ ꯃꯁꯤ ꯕꯣꯟꯗ ꯏꯁꯨ ꯇꯧꯔꯤꯕꯥ ꯃꯤꯑꯣꯏ ꯑꯗꯨꯅꯥ ꯕꯣꯟꯗ ꯑꯗꯨꯒꯤ ꯃꯦꯆ꯭ꯌꯨꯔꯤꯇꯤꯒꯤ ꯃꯇꯨꯡꯗꯥ ꯕꯣꯟꯗ ꯍꯣꯜꯗꯔ ꯑꯗꯨꯗꯥ ꯔꯤꯄꯦꯌꯥꯔ ꯇꯧꯅꯕꯥ ꯌꯥꯅꯔꯕꯥ ꯁꯦꯟꯐꯝ ꯑꯗꯨꯅꯤ꯫ ꯑꯗꯨꯝ ꯑꯣꯏꯅꯃꯛ, ꯕꯣꯟꯗ ꯑꯃꯒꯤ ꯐꯦꯁ ꯚꯦꯜꯌꯨ ꯑꯗꯨ ꯂꯦꯞꯊꯣꯛꯅꯕꯒꯤꯗꯃꯛ, ꯀꯨꯄꯟ ꯔꯦꯠ ꯈꯛꯇꯗꯒꯤ ꯍꯦꯟꯅꯥ ꯏꯟꯐꯣꯔꯃꯦꯁꯟ ꯃꯊꯧ ꯇꯥꯏ꯫ ꯀꯨꯝꯅ ꯔꯦꯠ ꯑꯁꯤ ꯕꯣꯟꯗꯒꯤ ꯐꯦꯁ ꯚꯦꯜꯌꯨꯗꯥ ꯄꯤꯕꯥ ꯆꯍꯤꯒꯤ ꯑꯣꯏꯕꯥ ꯏꯟꯇꯔꯦꯁ꯭ꯠ ꯔꯦꯠ ꯑꯗꯨꯅꯤ꯫ ꯃꯔꯝ ꯑꯗꯨꯅꯥ, ꯕꯣꯟꯗꯒꯤ ꯆꯍꯤꯒꯤ ꯑꯣꯏꯕꯥ ꯏꯟꯇꯔꯦꯁ꯭ꯠ ꯄꯦꯃꯦꯟꯇ ꯅꯠꯇꯔꯒꯥ ꯃꯁꯤꯒꯤ ꯃꯃꯜꯒꯤ ꯃꯇꯥꯡꯗ ꯏꯟꯐꯣꯔꯃꯦꯁꯟ ꯌꯥꯎꯗꯅꯥ, ꯃꯁꯤꯒꯤ ꯐꯦꯁ ꯚꯦꯜꯌꯨ ꯑꯁꯤ ꯀꯨꯞꯅ ꯔꯦꯠ ꯈꯛꯇꯗꯥ ꯌꯨꯝꯐꯝ ꯑꯣꯏꯗꯨꯅꯥ ꯂꯦꯞꯊꯣꯛꯄꯥ ꯉꯝꯗꯦ꯫